ꯑꯃꯦꯔꯤꯀꯥꯒꯤ ꯔꯣꯕꯤꯟ ꯕꯥꯜꯗ ꯏꯒꯜ ꯕ꯭ꯂꯨ ꯖꯦ ꯅꯣꯔꯊ ꯀꯥꯔꯗꯤꯅꯜ ꯑꯃꯦꯔꯤꯀꯥꯒꯤ ꯒꯣꯜꯗꯐꯤꯟꯆ ꯑꯦꯛꯁꯟ ꯃꯨꯚꯤ ꯑꯃꯒꯤꯗꯃꯛ ꯑꯣꯏꯊꯣꯛꯄ ꯌꯥꯕ ꯁꯤꯟ ꯑꯍꯨꯝ ꯂꯤꯁꯠ ꯇꯧꯕꯤꯌꯨ꯫ ꯍꯥꯏ-ꯁ꯭ꯄꯤꯗ ꯀꯥꯔ ꯆꯦꯖ: ꯄ꯭ꯔꯣꯇꯥꯒꯣꯅꯤꯁꯠ ꯑꯁꯤ ꯃꯦꯇ꯭ꯔꯣꯄꯣꯂꯤꯇꯦꯟ ꯁꯤꯇꯤ ꯑꯃꯒꯤ ꯃꯤ ꯌꯥꯝꯅ ꯇꯤꯟꯅꯕ ꯗꯥꯎꯟꯇꯥꯎꯟꯒꯤ ꯂꯝꯕꯤꯁꯤꯡꯗ ꯚꯤꯂꯦꯟꯁꯤꯡꯅ ꯂꯥꯟꯊꯦꯡꯅꯔꯤ꯫ ꯍꯤꯔꯣꯅ ꯃꯈꯣꯏꯒꯤ ꯒꯥꯔꯤ ꯑꯗꯨ ꯑꯈꯪ-ꯑꯍꯩꯁꯤꯡꯅ ꯃꯦꯅ꯭ꯌꯨꯑꯣꯔ ꯇꯧꯔꯤꯉꯩꯗ ꯂꯥꯞꯊꯣꯛꯅꯕ ꯍꯣꯠꯅꯕꯗ ꯒꯥꯔꯤꯁꯤꯡ ꯂꯥꯟꯊꯣꯛꯂꯤ ꯑꯃꯁꯨꯡ ꯆꯦꯟꯊꯔꯤ꯫ ꯂꯣꯏꯁꯤꯜꯂꯛꯄꯗ ꯍꯤꯔꯣꯒꯤ ꯒꯥꯔꯤ ꯑꯗꯨꯅ ꯔꯦꯝꯄ ꯑꯃꯒꯤ ꯃꯊꯛꯇ ꯂꯥꯟꯗꯨꯅ ꯕꯣꯠ ꯑꯃꯗ ꯂꯦꯟꯗ ꯇꯧꯗꯨꯅ ꯑꯄꯤꯛꯄ ꯂꯝꯕꯤ ꯑꯃ ꯁꯦꯝꯃꯤ꯫ ꯌꯨꯝꯊꯛ ꯁꯣꯗꯥꯎꯟ: ꯍꯤꯔꯣꯅ ꯑꯋꯥꯡꯕ ꯁ꯭ꯀꯥꯏꯀ꯭ꯔꯦꯄꯔ ꯑꯃꯒꯤ ꯌꯨꯝꯊꯛꯇ ꯃꯔꯨꯑꯣꯏꯕ ꯚꯤꯂꯦꯟ ꯑꯗꯨꯒ ꯊꯦꯡꯅꯩ꯫ ꯃꯈꯣꯏꯅ ꯍꯦꯂꯤꯀꯣꯞꯇꯔꯁꯤꯡꯅ ꯍꯨꯏꯅ ꯆꯦꯜꯂꯤ ꯑꯃꯁꯨꯡ ꯃꯇꯨꯡꯗ ꯃꯩꯅ ꯆꯥꯛꯄ ꯃꯇꯝꯗ ꯑꯀꯟꯕ ꯈꯨꯠꯁꯥ ꯍꯩꯕ ꯂꯥꯟꯐꯝ ꯑꯃꯗ ꯌꯥꯎꯏ꯫ ꯂꯣꯏꯁꯤꯜꯂꯛꯄꯗ ꯍꯤꯔꯣ ꯑꯗꯨꯅ ꯚꯤꯂꯦꯟ ꯑꯗꯨꯕꯨ ꯃꯥꯏꯊꯤꯕ ꯄꯤꯗꯨꯅ ꯅꯨꯃꯤꯠ ꯑꯗꯨ ꯀꯟꯕꯤꯕ ꯉꯝꯃꯤ꯫ ꯍꯣꯁ꯭ꯇꯦꯖ ꯔꯦꯁꯀ꯭ꯌꯨ: ꯍꯤꯔꯣ ꯑꯗꯨꯅ ꯍꯣꯁ꯭ꯇꯦꯖꯁꯤꯡꯕꯨ ꯔꯦꯁꯀ꯭ꯌꯨ ꯇꯧꯅꯕ ꯌꯥꯝꯅ ꯉꯥꯛꯊꯣꯛꯄ ꯌꯦꯛꯅꯕꯒꯤ ꯀꯝꯄꯥꯎꯟꯗ ꯑꯃꯗ ꯆꯪꯁꯤꯟꯒꯗꯕꯅꯤ꯫ ꯃꯈꯣꯏꯅ ꯆꯨꯝꯅ ꯒꯥꯔꯗꯁꯤꯡ ꯂꯧꯊꯣꯛꯏ ꯑꯃꯁꯨꯡ ꯃꯈꯣꯏꯒꯤ ꯍꯥꯏ-ꯇꯦꯛ ꯒꯦꯗꯖꯦꯠꯁꯤꯡ ꯁꯤꯖꯤꯟꯅꯗꯨꯅ ꯐꯦꯁꯤꯂꯤꯇꯤ ꯑꯁꯤꯒꯤ ꯃꯅꯨꯡꯗ ꯈꯪꯗꯅ ꯆꯠꯂꯤ꯫ ꯂꯣꯏꯁꯤꯜꯂꯛꯄꯗ, ꯃꯈꯣꯏꯅ ꯍꯣꯁ꯭ꯇꯦꯖꯁꯤꯡꯗ ꯌꯧꯔꯛꯏ ꯑꯃꯁꯨꯡ ꯊꯧꯅꯥ ꯐꯅ ꯔꯦꯁꯀ꯭ꯌꯨ ꯇꯧꯋꯤ꯫ ꯃꯈꯣꯏꯅ ꯁꯦꯐꯇꯤꯒꯤ ꯂꯝꯕꯤꯗ ꯆꯠꯂꯤꯉꯩꯗ ꯌꯦꯛꯅꯕꯁꯤꯡꯒꯤ ꯇꯝꯄꯥꯛꯁꯤꯡꯒ ꯂꯥꯟꯊꯦꯡꯅꯔꯤ꯫ ꯀꯁ꯭ꯇꯃꯔ ꯑꯃꯅ ꯆꯦꯠꯕꯣꯠ ꯑꯃꯗ ꯍꯪꯂꯛꯄ ꯌꯥꯕ ꯋꯥꯍꯪ ꯃꯉꯥꯒꯤ ꯃꯃꯤꯡ ꯊꯣꯟꯕꯤꯌꯨ꯫ ꯑꯩꯒꯤ ꯑꯣꯔꯗꯔꯒꯤ ꯐꯤꯚꯝ ꯑꯁꯤ ꯀꯔꯝꯅ ꯇ꯭ꯔꯦꯛ ꯇꯧꯒꯅꯤ? ꯅꯍꯥꯛꯀꯤ ꯀꯁ꯭ꯇꯃꯔ ꯁꯔꯚꯤꯁꯀꯤ ꯄꯨꯡ ꯀꯌꯥ ꯆꯪꯒꯅꯤ? ꯑꯩꯒꯤ ꯄꯥꯁꯋꯥꯔꯗ ꯑꯁꯤ ꯀꯔꯝꯅ ꯔꯤꯁꯦꯠ ꯇꯧꯒꯅꯤ? ꯑꯗꯣꯝꯅ ꯑꯗꯣꯝꯒꯤ ꯄꯣꯠꯊꯣꯛꯁꯤꯡꯗ ꯗꯤꯁꯀꯥꯎꯟꯇ ꯅꯠꯇ꯭ꯔꯒ ꯄ꯭ꯔꯣꯃꯣꯁꯟ ꯑꯃꯠꯇ ꯄꯤꯕꯤ ꯄꯤꯔꯕ꯭ꯔꯥ? ꯑꯩꯒꯤ ꯑꯣꯔꯗꯔ ꯑꯗꯨ ꯄꯤꯔꯕ ꯃꯇꯨꯡꯗ ꯑꯩꯅ ꯍꯣꯡꯗꯣꯛꯄ ꯅꯠꯇ꯭ꯔꯒ ꯀꯦꯟꯁꯦꯜ ꯇꯧꯕ ꯌꯥꯕ꯭ꯔꯥ?